ꯑꯄꯤꯕ ꯄꯦꯔꯥꯃꯤꯇꯔꯁꯤꯡꯗ ꯌꯨꯝꯐꯝ ꯑꯣꯏꯗꯨꯅ ꯃꯤꯑꯣꯏ ꯑꯃ ꯊꯤꯅꯕꯥ ꯁꯔꯆ ꯏꯟꯖꯤꯟ ꯑꯃ ꯄ꯭ꯔꯣꯒ꯭ꯔꯥꯝ ꯇꯧ꯫ ꯄꯦꯔꯥꯃꯤꯇꯔꯁꯤꯡ - ꯃꯃꯤꯡ,ꯖꯣꯟ ꯁ꯭ꯃꯤꯊ, ꯑꯋꯥꯡꯕ-ꯐꯤꯠ ꯃꯉꯥ ꯏꯟꯆꯤ ꯇꯔꯥ, ꯆꯍꯤ-ꯀꯨꯟꯊ꯭ꯔꯥ꯫ ꯁꯔꯆ ꯏꯟꯖꯤꯟ ꯑꯃ ꯏꯝꯄ꯭ꯂꯤꯃꯦꯟꯇ ꯇꯧꯕ ꯑꯁꯤ ꯑꯥꯔꯇꯤꯐꯤꯁꯤꯑꯦꯜ ꯏꯟꯇꯤꯂꯤꯖꯦꯟꯁ ꯂꯦꯡꯒꯨꯌꯦꯖ ꯃꯣꯗꯦꯜ ꯑꯃ ꯑꯣꯏꯅ ꯑꯩꯒꯤ ꯇꯧꯕ ꯉꯝꯕꯒꯤ ꯃꯊꯛꯇ ꯂꯩ꯫ ꯑꯗꯨꯝ ꯑꯣꯏꯅꯃꯛ, ꯊꯕꯛ ꯑꯁꯤ ꯀꯔꯝꯅ ꯑꯦꯞꯔꯣꯆ ꯇꯧꯒꯅꯤ ꯍꯥꯏꯕꯒꯤ ꯃꯇꯥꯡꯗ ꯂꯣꯖꯤꯀꯦꯜ ꯑꯦꯜꯒꯣꯔꯤꯊꯝ ꯑꯃ ꯑꯩꯅ ꯁꯖꯦꯁ꯭ꯠ ꯇꯧꯕ ꯌꯥꯏ꯫ ꯄꯤꯔꯤꯕ ꯄꯦꯔꯥꯃꯤꯇꯔꯁꯤꯡꯗ ꯌꯨꯝꯐꯝ ꯑꯣꯏꯔꯒ, ꯑꯩꯈꯣꯏꯅ ꯗꯦꯇꯥꯕꯦꯖ ꯑꯃꯒꯤ ꯃꯅꯨꯡꯗ ꯃꯤꯑꯣꯏ ꯑꯃꯕꯨ ꯊꯤꯖꯤꯟꯅꯕ ꯃꯈꯥꯗ ꯄꯤꯔꯤꯕ ꯈꯣꯡꯊꯥꯡꯁꯤꯡ ꯑꯁꯤ ꯁꯤꯖꯤꯟꯅꯕ ꯌꯥꯏ꯫ ꯑꯍꯥꯟꯕꯗ, ꯑꯩꯈꯣꯏꯅ ꯇꯣꯉꯥꯟ ꯇꯣꯉꯥꯟꯕ ꯃꯤꯑꯣꯏꯁꯤꯡꯒꯤ ꯃꯔꯝꯗ ꯏꯟꯐꯣꯔꯃꯦꯁꯟ ꯌꯥꯎꯕ ꯗꯦꯇꯥꯕꯦꯖ ꯑꯃꯗ ꯑꯦꯛꯁꯦꯁ ꯂꯩꯕ ꯃꯊꯧ ꯇꯥꯏ, ꯃꯈꯣꯏꯒꯤ ꯃꯃꯤꯡ, ꯋꯥꯡꯈꯠꯄ ꯑꯃꯁꯨꯡ ꯆꯍꯤ ꯌꯥꯎꯅ꯫ ꯗꯦꯇꯥꯕꯦꯖ ꯇꯥ ꯑꯦꯛꯁꯦꯁ ꯇꯧꯔꯕꯥ ꯃꯇꯨꯡꯗ ꯑꯩꯈꯣꯏꯅ ꯄꯤꯔꯤꯕ ꯄꯦꯔꯥꯃꯤꯇꯔꯁꯤꯡꯗ ꯌꯨꯝꯐꯝ ꯑꯣꯏꯔꯒ ꯗꯦꯇꯥ ꯑꯗꯨ ꯐꯤꯜꯇꯔ ꯇꯧꯕ ꯁꯥꯔꯆ ꯏꯟꯖꯤꯟ ꯑꯃ ꯁꯦꯝꯕ ꯃꯊꯧ ꯇꯥꯏ꯫ ꯁꯥꯔꯆ ꯏꯟꯖꯤꯟ ꯑꯗꯨ ꯑꯦꯛꯁꯦꯁꯤꯕꯜ ꯇꯧꯔꯕ ꯃꯇꯨꯡꯗ, ꯃꯁꯤꯅ ꯄꯤꯔꯤꯕ ꯄꯦꯔꯥꯃꯤꯇꯔꯁꯤꯡꯒ ꯃꯥꯟꯅꯕꯥ ꯃꯤꯑꯣꯏ ꯑꯗꯨꯒꯤ ꯃꯔꯝꯗ ꯏꯟꯐꯣꯔꯃꯦꯁꯟ ꯑꯗꯨ ꯍꯜꯂꯛꯀꯗꯕꯅꯤ꯫ ꯀꯔꯤꯒꯨꯝꯕ ꯄꯤꯔꯤꯕ ꯄꯦꯔꯥꯃꯤꯇꯔꯁꯤꯡꯒ ꯃꯥꯟꯅꯕꯥ ꯃꯤꯑꯣꯏ ꯀꯌꯥ ꯂꯩꯔꯕꯗꯤ, ꯁꯔꯆ ꯏꯟꯖꯤꯟꯅ ꯔꯤꯖꯜꯇ ꯄꯨꯝꯅꯃꯛ ꯎꯠꯄ ꯌꯥꯏ ꯑꯃꯁꯨꯡ ꯌꯨꯖꯔꯅ ꯑꯆꯨꯝꯕ ꯃꯤꯑꯣꯏ ꯑꯗꯨ ꯈꯟꯕ ꯌꯥꯏ꯫ ꯀꯔꯤꯒꯨꯝꯕ ꯔꯤꯖꯜꯇ ꯑꯃꯠꯇ ꯐꯪꯗ꯭ꯔꯕꯗꯤ, ꯁꯔꯆ ꯏꯟꯖꯤꯟ ꯑꯗꯨꯅ ꯄꯤꯔꯤꯕ ꯄꯦꯔꯥꯃꯤꯇꯔꯁꯤꯡꯒꯤꯗꯃꯛꯇ ꯃꯦꯆ ꯑꯃꯠꯇ ꯐꯪꯈꯤꯗꯦ ꯍꯥꯏꯕ ꯇꯥꯛꯄ ꯃꯦꯁꯦꯖ ꯑꯃ ꯎꯠꯀꯗꯕꯅꯤ꯫ ꯋꯦꯕꯁꯥꯏꯠ ꯑꯃꯕꯨ ꯄꯥꯋꯔ ꯇꯧꯅꯕꯥ ꯁꯤꯖꯤꯟꯅꯔꯤꯕ ꯄ꯭ꯂꯛꯏꯟ ꯑꯃꯒꯤ ꯄ꯭ꯔꯣꯁ ꯑꯃꯁꯨꯡ ꯀꯣꯟꯁ ꯃꯉꯥꯒꯤ ꯂꯤꯁ꯭ꯠ ꯑꯃ ꯁꯦꯝꯃꯨ꯫ ꯋꯥꯔꯗꯄ꯭ꯔꯦꯁ ꯇꯧꯕ꯫ ꯌꯨꯖꯔ ꯐ꯭ꯔꯦꯟꯗꯂꯤ- ꯋꯥꯔꯗꯄ꯭ꯂꯦꯁ ꯑꯁꯤ ꯇꯦꯛꯅꯤꯀꯦꯜꯒꯤ ꯑꯣꯏꯕ ꯂꯧꯁꯤꯡ ꯂꯩꯇꯕ ꯃꯤꯑꯣꯏꯁꯤꯡꯗꯁꯨ ꯁꯤꯖꯤꯟꯅꯕ ꯑꯃꯁꯨꯡ ꯆꯠꯊꯣꯛ-ꯆꯠꯁꯤꯟ ꯇꯧꯕꯗ ꯂꯥꯏꯕꯥ ꯑꯃꯅꯤ꯫ ꯌꯥꯝꯅ ꯁꯤꯖꯤꯟꯅꯕꯥ ꯌꯥꯕ - ꯃꯁꯤ ꯋꯦꯕꯁꯥꯏꯠ ꯃꯈꯜ ꯑꯃꯍꯦꯛꯇꯗꯥ ꯁꯤꯖꯤꯟꯅꯕꯥ ꯌꯥꯏ, ꯕ꯭ꯂꯣꯒ ꯑꯣꯏꯔꯕꯁꯨ, ꯑꯣꯟꯂꯥꯏꯟ ꯁ꯭ꯇꯣꯔ ꯑꯣꯏꯔꯕꯁꯨ, ꯅꯠꯇꯔꯒ ꯕꯤꯖꯤꯅꯦꯁ ꯁꯥꯏꯠ ꯑꯣꯏꯔꯕꯁꯨ꯫ ꯀꯁ꯭ꯇꯃꯥꯏꯖ ꯇꯧꯕ ꯌꯥꯕ - ꯄ꯭ꯂꯦꯠꯐꯣꯔꯝ ꯑꯁꯤ ꯌꯥꯝꯅ ꯀꯁ꯭ꯇꯃꯁ ꯑꯣꯏꯕ ꯌꯥꯏ, ꯃꯁꯤꯅ ꯇꯥꯛꯄꯗꯥ ꯇꯥꯛꯄꯗꯤ ꯅꯍꯥꯛꯀꯤ ꯕ꯭ꯔꯥꯟꯗꯒꯤ ꯏꯃꯦꯖ ꯑꯃꯁꯨꯡ ꯚꯦꯂ꯭ꯌꯨꯁꯤꯡ ꯑꯗꯨ ꯐꯣꯡꯗꯣꯛꯂꯤꯕ ꯑꯈꯟꯅꯕꯥ ꯋꯦꯕꯁꯥꯏꯠ ꯑꯃ ꯁꯦꯝꯕ ꯌꯥꯏ꯫ ꯀꯥꯟꯅꯕꯁꯤꯡ - ꯑꯞꯗꯦꯠ ꯃꯦꯅꯦꯖꯃꯦꯟꯇ - ꯋꯥꯔꯗꯄ꯭ꯂꯦꯁꯅꯥ ꯏꯟꯁ꯭ꯇꯣꯜ ꯇꯧꯕ ꯃꯊꯧ ꯇꯥꯕ ꯆꯥꯡ ꯅꯥꯏꯅ ꯑꯞꯗꯦꯠꯁꯤꯡ ꯔꯤꯂꯤꯖ ꯇꯧꯏ, ꯃꯗꯨ ꯃꯇꯝ ꯌꯥꯝꯅ ꯆꯪꯏ ꯑꯃꯁꯨꯡ ꯅꯍꯥꯛꯀꯤ ꯊꯕꯛꯇ ꯑꯀꯥꯏꯕ ꯄꯤꯕ ꯌꯥꯏ꯫ ꯁꯦꯀ꯭ꯌꯨꯔꯤꯇꯤꯒꯤ ꯋꯥꯐꯝꯁꯤꯡ -ꯋꯥꯔꯗꯄ꯭ꯔꯦꯁꯅꯥ ꯁꯦꯀ꯭ꯌꯨꯔꯤꯇꯤꯕꯨ ꯌꯥꯝꯅ ꯂꯨꯅ ꯂꯧꯔꯕꯁꯨ, ꯃꯇꯝ ꯄꯨꯝꯅꯃꯛꯇ ꯁꯥꯏꯕꯔ-ꯑꯦꯇꯦꯛꯀꯤ ꯔꯤꯁ꯭ꯛ ꯂꯩ, ꯃꯔꯨꯑꯣꯏꯅ ꯀꯔꯤꯒꯨꯝꯕ ꯅꯍꯥꯛꯅ ꯃꯇꯝ ꯂꯣꯏꯔꯕꯥ ꯁꯣꯐꯇꯋꯥꯌꯔ ꯅꯠꯇꯔꯒ ꯄ꯭ꯂꯛꯏꯟꯁꯤꯡ ꯁꯤꯖꯤꯟꯅꯔꯕꯗꯤ꯫ ꯂꯤꯃꯤꯇꯦꯗ ꯗꯤꯖꯥꯏꯟ ꯑꯣꯞꯁꯟꯁꯤꯡ - ꯋꯥꯔꯗꯄ꯭ꯔꯦꯁꯅꯥ ꯃꯈꯜ ꯀꯌꯥꯒꯤ ꯋꯦꯕꯁꯥꯏꯠ ꯇꯦꯝꯄ꯭ꯂꯦꯠ ꯑꯃꯁꯨꯡ ꯊꯤꯝꯁꯤꯡ ꯄꯤꯔꯕꯁꯨ, ꯀꯔꯤꯒꯨꯝꯕ ꯅꯍꯥꯛꯅ ꯀꯣꯗ ꯇꯧꯕ ꯈꯪꯗ꯭ꯔꯕꯗꯤ ꯀꯁ꯭ꯇꯃꯔ ꯑꯣꯞꯁꯟꯁꯤꯡ ꯑꯁꯤ ꯂꯤꯃꯤꯇꯦꯗ ꯑꯣꯏꯕ ꯌꯥꯏ꯫ ꯇꯞꯅꯥ ꯇꯞꯅꯥ ꯂꯣꯗ ꯇꯧꯕꯒꯤ ꯃꯇꯝ -ꯋꯥꯔꯗꯄ꯭ꯂꯦꯁ ꯋꯦꯕꯁꯥꯏꯇꯁꯤꯡ ꯑꯁꯤ ꯀꯔꯤꯒꯨꯝꯕ ꯃꯇꯝꯗ ꯂꯣꯗ ꯇꯧꯕꯗꯥ ꯃꯇꯝ ꯍꯦꯟꯅ ꯆꯪꯂꯝꯕ ꯌꯥꯏ, ꯃꯔꯨꯑꯣꯏꯅ ꯀꯔꯤꯒꯨꯝꯕ ꯃꯈꯣꯏ ꯑꯁꯤ ꯑꯆꯧꯕ ꯏꯃꯦꯖ ꯑꯃꯁꯨꯡ ꯚꯤꯗꯤꯑꯣꯁꯤꯡꯅ ꯊꯜꯂꯕ ꯑꯣꯏꯔꯕꯗꯤ꯫ ꯄ꯭ꯂꯛꯏꯟ ꯊꯥꯖꯕ ꯌꯥꯕ - ꯄ꯭ꯂꯛꯏꯟ ꯄꯨꯝꯅꯃꯛ ꯆꯞ ꯃꯥꯟꯅꯅꯥ ꯁꯦꯝꯕ ꯅꯠꯇꯦ, ꯑꯃꯁꯨꯡ ꯊꯥꯖꯕ ꯌꯥꯗꯕ ꯅꯠꯇ꯭ꯔꯒ ꯃꯇꯝ ꯂꯣꯏꯔꯕ ꯄ꯭ꯂꯛꯏꯟꯁꯤꯡ ꯁꯤꯖꯤꯟꯅꯕꯅꯥ ꯅꯍꯥꯛꯀꯤ ꯋꯦꯕꯁꯥꯏꯇꯇꯥ ꯐꯪꯛꯁꯅꯦꯂꯤꯇꯤꯒꯤ ꯏꯁꯨꯁꯤꯡ ꯊꯣꯛꯍꯟꯕ ꯌꯥꯏ꯫